ꯃꯈꯥꯒꯤ ꯁꯩꯔꯦꯡ ꯑꯁꯤ ꯑꯦꯅꯥꯂꯥꯏꯖ ꯇꯧꯕꯤꯌꯨ "ꯑꯇꯣꯞꯄ ꯂꯝꯗꯝ ꯆꯠꯈ꯭ꯔꯦ ꯐ꯭ꯔꯣꯁꯇꯅ ꯍꯧꯖꯤꯛ ꯃꯁꯥꯒꯤ ꯂꯝꯕꯤ ꯁꯦꯝꯖꯔꯦ ꯑꯩꯈꯣꯏꯒꯤ ꯅꯨꯡꯉꯥꯏꯕꯗ ꯂꯣꯏꯁꯤꯟꯈ꯭ꯔꯦ꯫" ꯃꯁꯤ ꯂꯥꯏꯟ ꯑꯍꯨꯝꯒꯤ ꯑꯄꯤꯛꯄ ꯁꯩꯔꯦꯡ ꯑꯃꯅꯤ, ꯃꯁꯤꯅ ꯅꯣꯡꯖꯨ ꯊꯥꯗꯒꯤ ꯅꯣꯡꯖꯨ ꯊꯥꯗ ꯂꯥꯛꯄ ꯇ꯭ꯔꯥꯟꯁꯤꯁꯟꯒꯤ ꯁꯣꯝꯕꯔ ꯚꯤꯎ ꯑꯃ ꯄꯤꯔꯤ꯫ ꯀꯕꯤꯅ ꯍꯣꯡꯂꯛꯂꯤꯕ ꯔꯤꯇꯨꯒꯥ ꯃꯔꯤ ꯂꯩꯅꯕ ꯏꯃꯖꯤꯅꯦꯔꯤ ꯁꯤꯖꯤꯟꯅꯗꯨꯅ ꯅꯣꯡꯖꯨ-ꯅꯨꯡꯁꯥꯒꯤ ꯑꯁꯥꯡꯕ ꯅꯨꯃꯤꯠꯁꯤꯡꯅ ꯅꯣꯡꯖꯨ-ꯅꯨꯡꯁꯥꯒꯤ ꯃꯐꯝ ꯑꯃ ꯄꯤꯔꯛꯄꯒꯤ ꯋꯥꯈꯜꯂꯣꯟ ꯑꯃ ꯐꯣꯡꯗꯣꯛꯏ꯫ ꯁꯩꯔꯦꯡ ꯑꯁꯤꯒꯤ ꯑꯍꯥꯟꯕ ꯂꯥꯏꯟ ꯑꯁꯤꯅ "ꯆꯠꯊꯣꯛꯂꯕ" "ꯑꯇꯝ ꯂꯤꯞꯁ" ꯍꯥꯏꯕꯁꯤꯕꯨ ꯄꯟꯗꯨꯅ ꯃꯐꯝ ꯑꯗꯨ ꯁꯦꯝꯗꯣꯛꯏ꯫ ꯃꯁꯤꯅ ꯇꯥꯛꯂꯤ ꯃꯗꯨꯗꯤ ꯃꯆꯨ ꯀꯌꯥꯅꯥ ꯊꯜꯂꯕꯥ ꯄꯥꯝꯕꯤꯁꯤꯡ ꯑꯃꯁꯨꯡ ꯃꯌꯥꯏ ꯑꯣꯏꯕ ꯇꯦꯝꯄꯦꯔꯦꯆꯔꯒ ꯂꯣꯏꯅꯅ ꯅꯣꯡꯖꯨ ꯊꯥꯒꯤ ꯃꯇꯝ ꯂꯣꯏꯈ꯭ꯔꯦ꯫ ꯑꯅꯤꯁꯨꯕ ꯂꯥꯏꯟ ꯑꯁꯤꯅ ꯐ꯭ꯔꯣꯁꯇꯀꯤ ꯂꯥꯛꯄ ꯍꯧꯗꯣꯛꯏ꯫ ꯃꯁꯤ ꯑꯌꯥꯝꯕꯅ ꯅꯣꯡꯖꯨ-ꯅꯨꯡꯁꯥ ꯈꯛꯇꯅ, ꯃꯤ ꯌꯥꯝꯅ ꯇꯤꯟꯕ ꯐꯤꯚꯝꯁꯤꯡꯒ ꯃꯔꯤ ꯂꯩꯅꯩ꯫ ꯂꯥꯏꯔꯤꯛ ꯑꯁꯤꯗ "ꯍꯧꯖꯤꯛ" ꯍꯥꯏꯔꯤꯕ ꯋꯥꯍꯩꯁꯤꯡ ꯁꯤꯖꯤꯟꯅꯕꯅ ꯑꯍꯣꯡꯕ ꯑꯁꯤ ꯍꯧꯖꯤꯛ ꯍꯧꯖꯤꯛꯃꯛ ꯂꯥꯛꯈꯤꯕꯅꯤ, ꯑꯃꯁꯨꯡ ꯅꯣꯡꯖꯨ ꯊꯥ ꯑꯁꯤ ꯍꯧꯖꯤꯛ ꯑꯩꯈꯣꯏꯒꯤ ꯃꯊꯛꯇꯥ ꯂꯥꯛꯂꯦ ꯍꯥꯏꯕꯒꯤ ꯋꯥꯈꯜꯂꯣꯟ ꯑꯁꯤꯕꯨ ꯍꯦꯟꯅ ꯃꯄꯥꯡꯒꯜ ꯀꯟꯈꯠꯍꯜꯂꯤ꯫ ꯁꯩꯔꯦꯡ ꯑꯁꯤꯒꯤ ꯑꯔꯣꯏꯕ ꯂꯥꯏꯔꯤꯛ ꯑꯁꯤꯅ "ꯑꯩꯈꯣꯏꯒꯤ ꯅꯨꯡꯉꯥꯏꯕ" ꯍꯥꯏꯕꯁꯤꯒꯤ ꯑꯔꯣꯏꯕꯗ ꯁꯣꯛꯍꯜꯂꯤ, ꯃꯁꯤꯅꯥ ꯇꯥꯛꯄꯗꯤ ꯅꯣꯡꯖꯨ-ꯅꯨꯡꯁꯥꯒꯤ ꯑꯋꯥꯕ ꯅꯨꯃꯤꯠꯁꯤꯡ ꯑꯁꯤ ꯅꯣꯡꯖꯨ-ꯅꯨꯡꯁꯥꯒꯤ ꯑꯀꯟꯕ ꯋꯥꯐꯝꯁꯤꯡꯅ ꯃꯍꯨꯠ ꯁꯤꯜꯂꯦ꯫ ꯑꯄꯤꯛꯄꯥ ꯁꯩꯔꯦꯡ ꯑꯁꯤꯅ ꯍꯣꯡꯂꯛꯂꯤꯕ ꯔꯤꯇꯨꯒꯥ ꯃꯔꯤ ꯂꯩꯅꯕ ꯏꯃꯦꯖꯤꯅꯦꯔꯤ ꯁꯤꯖꯤꯟꯅꯗꯨꯅ ꯃꯥꯡꯈꯤꯕ ꯑꯃꯁꯨꯡ ꯅꯣꯁꯇꯦꯜꯖꯤꯌꯥꯒꯤ ꯋꯥꯈꯜꯂꯣꯟ ꯑꯃ ꯐꯣꯡꯗꯣꯛꯅꯕꯒꯤꯗꯃꯛ, ꯅꯣꯡꯖꯨ-ꯅꯨꯡꯁꯥꯗꯒꯤ ꯂꯥꯛꯄꯒꯤ ꯋꯥꯈꯜ ꯅꯨꯡꯉꯥꯏꯇꯕ ꯃꯤꯠꯌꯦꯡ ꯑꯃ ꯄꯤꯔꯤ꯫ ꯁꯣꯁꯤꯑꯣ-ꯏꯀꯣꯅꯣꯃꯤꯛ ꯄ꯭ꯔꯤꯚꯤꯂꯦꯖꯒꯤ ꯋꯥꯈꯜꯂꯣꯟ ꯑꯗꯨ ꯁꯟꯗꯣꯛꯅ ꯇꯥꯛꯄꯤꯌꯨ꯫ ꯁꯣꯁꯤꯑꯣ-ꯏꯀꯣꯅꯣꯃꯤꯛ ꯄ꯭ꯔꯤꯚꯤꯂꯦꯖ ꯍꯥꯏꯕꯁꯤ ꯃꯤꯌꯥꯝꯅ ꯃꯈꯣꯏꯒꯤ ꯁꯣꯁꯤꯑꯦꯜ ꯀ꯭ꯂꯥꯁ ꯅꯠꯇꯔꯒ ꯏꯀꯣꯅꯣꯃꯤꯛ ꯁ꯭ꯇꯦꯇꯁꯇ ꯌꯨꯝꯐꯝ ꯑꯣꯏꯗꯨꯅ ꯐꯪꯂꯤꯕ ꯀꯥꯟꯅꯕꯁꯤꯡ ꯑꯃꯁꯨꯡ ꯈꯨꯗꯣꯡꯆꯥꯕꯁꯤꯡꯕꯨ ꯈꯪꯅꯩ꯫ ꯍꯥꯏꯔꯤꯕ ꯈꯨꯗꯣꯡꯆꯥꯕꯁꯤꯡ ꯑꯁꯤ ꯇꯣꯉꯥꯟ ꯇꯣꯉꯥꯟꯕ ꯃꯑꯣꯡꯗ ꯎꯕ ꯐꯪꯏ꯫ ꯃꯈꯣꯏꯁꯤꯡ ꯑꯗꯨꯗꯤ ꯍꯦꯟꯅ ꯐꯕ ꯃꯍꯩ-ꯃꯁꯤꯡ, ꯍꯦꯜꯀꯦꯌꯔ, ꯑꯃꯁꯨꯡ ꯊꯕꯛꯀꯤ ꯈꯨꯗꯣꯡꯆꯥꯕꯁꯤꯡ ꯐꯪꯍꯟꯕ ꯑꯁꯤꯅꯆꯤꯡꯕꯅꯤ꯫ ꯁꯣꯁꯤꯑꯣ-ꯏꯀꯣꯅꯣꯃꯤꯛ ꯁ꯭ꯇꯦꯇꯁ ꯑꯁꯤ ꯑꯌꯥꯝꯕꯅ ꯏꯟꯀꯝ, ꯁꯦꯜ-ꯊꯨꯝ, ꯑꯦꯖꯨꯀꯦꯁꯟ, ꯑꯃꯁꯨꯡ ꯑꯣꯛꯀꯨꯄꯦꯁꯟꯒꯨꯝꯕ ꯐꯦꯛꯇꯔꯁꯤꯡꯅꯥ ꯂꯦꯄꯊꯣꯛꯏ꯫ ꯃꯗꯨꯅꯥ ꯇꯣꯉꯥꯟ-ꯇꯣꯉꯥꯟꯕ ꯁꯣꯁꯤꯑꯣ-ꯏꯀꯣꯅꯣꯃꯤꯛ ꯕꯦꯛꯒ꯭ꯔꯥꯎꯁꯤꯡꯗꯒꯤ ꯂꯥꯛꯄ ꯃꯤꯑꯣꯏꯁꯤꯡꯗ ꯃꯥꯟꯅꯕꯥ ꯂꯩꯇꯕ ꯈꯨꯗꯣꯡꯆꯥꯕꯁꯤꯡ ꯁꯦꯝꯒꯠꯄ ꯌꯥꯏ꯫ ꯈꯨꯗꯝ ꯑꯣꯏꯅ, ꯁꯣꯁꯤꯑꯣ-ꯏꯀꯣꯅꯣꯃꯤꯛ ꯁ꯭ꯇꯦꯇꯁ ꯍꯦꯟꯅ ꯂꯩꯕ ꯃꯤꯑꯣꯏꯁꯤꯡꯅ ꯍꯦꯟꯅ ꯁꯦꯜ-ꯊꯨꯝꯒꯤ ꯁꯦꯛꯀꯨꯔꯤꯇꯤ, ꯍꯦꯟꯅ ꯐꯕꯥ ꯁ꯭ꯀꯨꯜꯁꯤꯡ ꯑꯃꯁꯨꯡ ꯌꯨꯝꯊꯣꯡꯁꯤꯡꯗ ꯑꯦꯛꯁꯦꯁ ꯂꯩꯕ, ꯑꯃꯁꯨꯡ ꯃꯥꯏꯄꯥꯛꯅꯕꯒꯤ ꯑꯆꯧꯕ ꯈꯨꯗꯣꯡꯆꯥꯕ ꯄꯤꯕ ꯁꯣꯁꯤꯑꯦꯜ ꯅꯦꯇꯋꯥꯔꯛ ꯑꯃ ꯂꯩꯕ ꯑꯁꯤꯒꯨꯝꯕ ꯈꯨꯗꯣꯡꯆꯥꯕꯁꯤꯡ ꯂꯧꯕ ꯌꯥꯏ꯫ ꯍꯥꯏꯔꯤꯕ ꯈꯨꯗꯣꯡꯆꯥꯕꯁꯤꯡ ꯑꯁꯤꯅꯥ ꯃꯤꯌꯥꯝꯅ ꯃꯥꯂꯦꯝ ꯑꯁꯤꯕꯨ ꯊꯦꯡꯅꯕꯒꯤ ꯃꯑꯣꯡ ꯃꯇꯧ ꯑꯗꯨ ꯁꯦꯝꯒꯠꯄ ꯉꯝꯒꯅꯤ ꯑꯃꯁꯨꯡ ꯃꯈꯣꯏꯒꯤ ꯄꯨꯟꯁꯤꯒꯤ ꯆꯥꯡ ꯑꯃꯁꯨꯡ ꯐꯜꯁꯤꯡꯗ ꯌꯥꯝꯅ ꯁꯥꯊꯤꯅ ꯏꯊꯤꯜ ꯄꯤꯕ ꯉꯝꯒꯅꯤ꯫ ꯁꯣꯁꯤꯑꯣ-ꯏꯀꯣꯅꯣꯃꯤꯛ ꯄ꯭ꯔꯤꯚꯤꯂꯦꯖ ꯑꯁꯤ ꯑꯌꯥꯝꯕꯗꯤ ꯖꯥꯇꯤ, ꯖꯦꯟꯗꯔ ꯑꯃꯁꯨꯡ ꯖꯤꯑꯣꯒ꯭ꯔꯥꯐꯤꯛ ꯂꯣꯀꯦꯁꯟꯒꯨꯝꯕ ꯄ꯭ꯔꯤꯚꯤꯂꯦꯖꯒꯤ ꯑꯇꯩ ꯃꯑꯣꯡꯁꯤꯡꯒ ꯃꯔꯤ ꯂꯩꯅꯩ꯫ ꯁꯣꯁꯤꯑꯣ-ꯏꯀꯣꯅꯣꯃꯤꯛ ꯄ꯭ꯔꯤꯚꯤꯂꯦꯖ ꯑꯁꯤ ꯂꯅꯥꯏꯒꯤ ꯑꯣꯏꯕ ꯍꯣꯠꯅꯕ ꯅꯠꯇꯔꯒ ꯃꯦꯔꯤꯠ ꯈꯛꯇꯒꯤ ꯃꯍꯩ ꯅꯠꯇꯦ, ꯑꯗꯨꯕꯨ ꯑꯌꯥꯝꯕꯗꯤ ꯑꯇꯣꯞꯄꯁꯤꯡꯕꯨ ꯈꯨꯗꯣꯡꯆꯥꯗꯕ ꯊꯣꯛꯍꯟꯗꯨꯅ ꯑꯀꯛꯅꯕ ꯃꯤꯑꯣꯏ ꯀꯥꯡꯂꯨꯞꯁꯤꯡꯗ ꯀꯥꯟꯅꯕ ꯄꯤꯕ ꯉꯝꯕ ꯁꯤꯁ꯭ꯇꯦꯃꯤꯛ ꯐꯦꯛꯇꯔꯁꯤꯡ ꯑꯃꯁꯨꯡ ꯁꯣꯁꯥꯏꯇꯤꯒꯤ ꯁ꯭ꯠꯔꯛꯆꯔꯁꯤꯡꯒꯤ ꯃꯍꯩꯅꯤ ꯍꯥꯏꯕꯁꯤ ꯈꯪꯖꯤꯟꯕ ꯑꯁꯤ ꯌꯥꯝꯅ ꯃꯔꯨꯑꯣꯏ꯫ ꯀꯅꯥꯒꯨꯝꯕ ꯑꯃꯒꯤ ꯁꯣꯁꯤꯑꯣ-ꯏꯀꯣꯅꯣꯃꯤꯛ ꯄ꯭ꯔꯤꯚꯤꯂꯦꯖ ꯑꯗꯨ ꯈꯪꯖꯤꯟꯕ ꯃꯤꯑꯣꯏ ꯑꯃꯕꯨ ꯍꯦꯟꯅ ꯏꯀꯥꯏ ꯈꯨꯝꯅꯕ ꯎꯠꯄ ꯑꯃꯁꯨꯡ ꯁꯣꯁꯤꯑꯦꯜ ꯏꯟꯑꯦꯛꯕꯦꯂꯤꯇꯤꯁꯤꯡꯒꯤ ꯃꯇꯥꯡꯗ ꯍꯦꯟꯅ ꯂꯨꯝꯅ ꯂꯧꯕ ꯑꯦꯋꯥꯔꯅꯦꯁ ꯑꯃ ꯁꯦꯝꯒꯠꯄꯗ ꯃꯇꯦꯡ ꯄꯥꯡꯏ, ꯃꯗꯨꯅ ꯍꯦꯟꯅ ꯆꯥꯎꯕ ꯁꯣꯁꯤꯑꯦꯜ ꯖꯁ꯭ꯇꯤꯁ ꯑꯃꯁꯨꯡ ꯏꯛꯕꯦꯂꯤꯇꯤ ꯄ꯭ꯔꯣꯃꯣꯠ ꯇꯧꯕ ꯉꯝꯒꯅꯤ꯫